ꯀꯟꯇ꯭ꯔꯦꯛꯇ ꯑꯃꯒꯤ ꯇꯉꯥꯏꯐꯗꯕ ꯃꯆꯥꯛ ꯑꯍꯨꯝꯒꯤ ꯃꯃꯤꯡ ꯊꯣꯟꯕꯤꯌꯨ꯫ ꯀꯟꯇ꯭ꯔꯦꯛꯇ ꯑꯃꯒꯤ ꯇꯉꯥꯏꯐꯗꯕ ꯃꯆꯥꯛ ꯑꯍꯨꯝꯗꯤ: ꯑꯣꯐꯔ ꯑꯃꯁꯨꯡ ꯑꯦꯛꯁꯦꯞꯇꯦꯟꯁ: ꯄꯥꯔꯇꯤ ꯑꯃꯅ ꯑꯣꯐꯔ ꯑꯃ ꯄꯤꯔꯛꯄ ꯑꯃꯁꯨꯡ ꯑꯇꯣꯞꯄ ꯄꯥꯔꯇꯤ ꯑꯃꯅ ꯌꯥꯕ ꯃꯇꯝꯗ ꯌꯥꯅꯆꯦ ꯑꯃ ꯁꯦꯝꯃꯤ꯫ ꯈꯟꯅ-ꯅꯩꯅꯕ: ꯀꯟꯇ꯭ꯔꯦꯛꯇꯇꯥ ꯌꯥꯎꯔꯤꯕ ꯄꯥꯔꯇꯤꯁꯤꯡꯒꯤ ꯃꯔꯛꯇ ꯚꯦꯂ꯭ꯌꯨ ꯑꯦꯛꯁꯆꯦꯟꯖ ꯇꯧꯕꯕꯨ ꯈꯪꯅꯩ꯫ ꯄꯥꯔꯇꯤ ꯈꯨꯗꯤꯡꯃꯛꯅ ꯌꯥꯅꯆꯦ ꯑꯗꯨꯗ ꯃꯃꯜ ꯌꯥꯝꯂꯕ ꯋꯥꯐꯝ ꯑꯃ ꯀꯟꯇ꯭ꯔꯤꯕ꯭ꯌꯨꯠ ꯇꯧꯒꯗꯕꯅꯤ, ꯃꯁꯤ ꯁꯦꯜ ꯄꯤꯕ ꯑꯣꯏꯔꯕꯁꯨ, ꯁꯔꯚꯤꯁ ꯅꯠꯇ꯭ꯔꯒ ꯄꯣꯠꯂꯝ ꯑꯃ ꯄꯤꯕꯗ ꯑꯣꯏꯔꯕꯁꯨ, ꯅꯠꯇ꯭ꯔꯒ ꯑꯀꯛꯅꯕ ꯑꯦꯛꯇ ꯑꯃ ꯄꯥꯡꯊꯣꯛꯂꯣꯏꯗꯕꯅꯤ ꯍꯥꯏꯅ ꯋꯥꯁꯛꯄ ꯑꯣꯏꯔꯕꯁꯨ꯫ ꯑꯥꯏꯟꯒꯤ ꯑꯣꯏꯕ ꯃꯔꯤ ꯑꯃ ꯁꯦꯝꯅꯕꯒꯤ ꯋꯥꯈꯜꯂꯣꯟ: ꯀꯟꯇ꯭ꯔꯦꯛꯇ ꯑꯃ ꯆꯠꯅꯍꯟꯅꯕꯒꯤꯗꯃꯛꯇ, ꯄꯥꯔꯇꯤ ꯑꯅꯤꯃꯛꯅꯥ ꯃꯈꯣꯏꯅ ꯌꯥꯅꯈꯤꯕ ꯌꯥꯅꯆꯦ ꯑꯗꯨꯅ ꯑꯥꯏꯟꯒꯤ ꯀꯣꯔꯠ ꯑꯃꯗ ꯆꯠꯅꯍꯟꯕ ꯌꯥꯕ ꯑꯥꯏꯟꯒꯤ ꯑꯣꯏꯕ ꯑꯣꯕ꯭ꯂꯤꯒꯦꯁꯟ ꯑꯃ ꯁꯦꯝꯃꯤ ꯍꯥꯏꯕꯒꯤ ꯃꯌꯦꯛ ꯁꯦꯡꯕ ꯋꯥꯈꯜꯂꯣꯟ ꯑꯃ ꯂꯩꯒꯗꯕꯅꯤ꯫ ꯑꯗꯣꯝꯅꯥ ꯀꯦꯐꯦꯌꯔ ꯑꯃꯒꯤꯗꯃꯛ ꯔꯤꯚꯤꯌꯨ ꯑꯃ ꯄꯤꯔꯤ ꯏꯔꯤ꯫ ꯁꯔꯚꯤꯁ ꯑꯁꯤꯒꯤꯗꯃꯛꯇ ꯅꯍꯥꯛꯅ ꯄꯤꯔꯤꯕ ꯔꯦꯇꯤꯡ ꯑꯗꯨ ꯀꯔꯤꯅꯣ? ꯑꯩꯍꯥꯛꯅ ꯅꯨꯡꯉꯥꯏꯇꯕ ꯐꯥꯎꯏ, ꯑꯗꯨꯕꯨ ꯑꯥꯔꯇꯤꯐꯤꯁꯤꯑꯦꯜ ꯏꯟꯇꯤꯂꯤꯖꯦꯟꯁ ꯑꯃ ꯑꯣꯏꯅ ꯑꯩꯍꯥꯛꯅ ꯀꯦꯐꯦꯁꯤꯡꯗ ꯆꯠꯄꯒꯤ ꯄꯔꯁꯣꯅꯦꯜ ꯑꯦꯛꯁꯄꯔꯤꯌꯦꯟꯁ ꯂꯩꯇꯦ ꯑꯃꯁꯨꯡ ꯃꯔꯝ ꯑꯁꯤꯅ ꯃꯈꯣꯏꯒꯤ ꯁꯔꯕꯤꯁꯀꯤꯗꯃꯛꯇ ꯔꯦꯇꯤꯡ ꯑꯃ ꯄꯤꯕ ꯉꯝꯗꯦ꯫ ꯑꯗꯨꯝ ꯑꯣꯏꯅꯃꯛ, ꯑꯩꯍꯥꯛꯅ ꯑꯗꯣꯝꯗ ꯑꯇꯣꯞꯄ ꯀꯁ꯭ꯇꯃꯔꯁꯤꯡꯗꯒꯤ ꯔꯤꯚꯤꯌꯨꯁꯤꯡ ꯌꯦꯡꯕꯗ ꯃꯇꯦꯡ ꯄꯥꯡꯕ ꯉꯝꯒꯅꯤ ꯑꯃꯁꯨꯡ ꯋꯥꯍꯪ ꯍꯪꯂꯤꯕ ꯀꯦꯐꯦꯌꯔ ꯑꯗꯨꯒꯤ ꯆꯥꯡꯆꯠꯇ ꯔꯦꯇꯤꯡ ꯑꯃ ꯊꯤꯕ ꯉꯝꯒꯅꯤ꯫